ꯑꯦꯟꯀ꯭ꯔꯤꯞꯁꯟ ꯑꯦꯜꯒꯣꯔꯤꯊꯝ ꯃꯈꯜ ꯑꯃꯒꯤ ꯈꯨꯗꯝ ꯑꯃꯥ ꯊꯤꯕꯤꯌꯨ꯫ ꯑꯦꯟꯀ꯭ꯔꯤꯞꯁꯟ ꯑꯦꯂꯒꯣꯔꯤꯊꯝ ꯃꯈꯜ ꯑꯃꯒꯤ ꯈꯨꯗꯝ ꯑꯃꯗ ꯑꯦꯗꯚꯥꯟꯁ ꯑꯦꯟꯀ꯭ꯔꯤꯞꯁꯟ ꯁ꯭ꯇꯦꯟꯗꯔꯗ ꯑꯁꯤꯅꯤ꯫ ꯑꯦ. ꯏ. ꯑꯦꯁ. ꯅꯥ ꯆꯥꯝꯃ ꯀꯨꯟꯅꯤꯄꯥꯜꯕꯤꯠ, ꯆꯥꯝꯃ ꯃꯧꯗ꯭ꯔꯥꯅꯤꯊꯣꯏ-ꯕꯤꯠ, ꯑꯃꯁꯨꯡ ꯆꯥꯅꯤ ꯌꯥꯡꯈꯩꯇꯔꯨꯛ-ꯕꯤꯠ ꯀꯤꯁꯤꯡ ꯌꯥꯎꯅ ꯇꯣꯉꯥꯟ ꯇꯣꯉꯥꯟꯕ ꯀꯤ ꯂꯦꯡꯗꯅ ꯂꯩꯕ ꯌꯥꯕ ꯁꯤꯃꯦꯇ꯭ꯔꯤꯛ ꯕ꯭ꯂꯣꯛ ꯁꯥꯏꯐꯔ ꯑꯦꯂꯒꯣꯔꯤꯊꯝ ꯑꯃꯅꯤ꯫ ꯃꯁꯤ ꯁꯦꯟꯁꯤꯇꯤꯞ ꯗꯦꯇꯥ ꯁꯦꯀ꯭ꯌꯨꯔ ꯇꯧꯅꯕ ꯄꯥꯛ ꯁꯟꯅ ꯁꯤꯖꯤꯟꯅꯕ ꯑꯦꯂꯒꯣꯔꯤꯊꯝ ꯑꯃꯅꯤ ꯑꯃꯁꯨꯡ ꯃꯁꯤ ꯌꯥꯝꯅ ꯁꯦꯀ꯭ꯌꯨꯔ ꯑꯣꯏ ꯍꯥꯏꯅ ꯂꯧꯅꯩ꯫ ꯑꯦ. ꯏ. ꯑꯦꯁ. ꯅ ꯔꯥꯎꯟꯗ ꯀꯌꯥꯗ ꯁꯕ꯭ꯁꯇꯤꯇ꯭ꯌꯨꯁꯟ ꯑꯃꯁꯨꯡ ꯄ꯭ꯔꯃꯨꯇꯦꯁꯟꯒꯤ ꯈꯣꯡꯊꯥꯡ ꯀꯌꯥꯒꯤ ꯈꯨꯠꯊꯥꯡꯗ ꯗꯦꯇꯥ ꯑꯃꯁꯨꯡ ꯑꯗꯨ ꯇ꯭ꯔꯥꯟꯁꯐ꯭ꯣꯔꯝ ꯇꯧꯗꯨꯅ ꯊꯕꯛ ꯇꯧꯏ꯫ ꯔꯥꯎꯟꯗꯒꯤ ꯑꯆꯨꯝꯕꯥ ꯃꯁꯤꯡ ꯑꯁꯤ ꯀꯤ ꯂꯝꯕꯤꯒꯤ ꯃꯈꯥ ꯄꯣꯜꯂꯤ, ꯃꯁꯤꯗꯥ ꯆꯥꯝꯃ ꯀꯨꯟꯅꯤꯄꯥꯜ-ꯕꯤꯠ ꯀꯤꯁꯤꯡꯒꯤ ꯑꯣꯏꯅ ꯔꯥꯎꯟꯗ ꯇꯔꯥ, ꯆꯥꯝꯃ ꯃꯧꯗ꯭ꯔꯥꯅꯤꯊꯣꯏ-ꯕꯤꯠ ꯀꯤꯁꯤꯡꯒꯤ ꯑꯣꯏꯅ ꯔꯥꯎꯟꯗ ꯇꯔꯥꯅꯤꯊꯣꯏꯑꯃꯁꯨꯡ ꯆꯅꯤꯒ ꯌꯥꯡꯈꯩ ꯇꯔꯨꯛ-ꯕꯤꯠ ꯀꯤꯁꯤꯡꯒꯤ ꯑꯣꯏꯅꯥ ꯔꯥꯎꯟꯗ ꯇꯔꯥ ꯃꯔꯤ ꯂꯩ꯫ ꯑꯦꯌꯔꯄꯣꯔꯠ ꯁꯦꯀ꯭ꯌꯨꯔꯤꯇꯤ ꯁꯤꯁ꯭ꯇꯦꯝ ꯑꯃꯅ ꯀꯔꯝꯅꯥ ꯊꯕꯛ ꯇꯧꯕꯒꯦ ꯍꯥꯏꯕꯒꯤ ꯃꯇꯥꯡꯗꯥ ꯁꯟꯗꯣꯛꯅꯥ ꯇꯥꯛꯄꯥ ꯑꯃꯥ ꯏꯌꯨ꯫ ꯑꯦꯌꯔꯄꯣꯔꯠ ꯁꯦꯀ꯭ꯌꯨꯔꯤꯇꯤ ꯁꯤꯁ꯭ꯇꯦꯝ ꯑꯁꯤ ꯑꯦꯌꯔꯄꯣꯔꯠꯇ ꯑꯃꯁꯨꯡ ꯄ꯭ꯂꯦꯟꯁꯤꯡꯗ ꯈꯨꯗꯣꯡꯊꯤꯅꯤꯡꯉꯥꯏ ꯑꯣꯏꯕ ꯅꯠꯇꯔꯒ ꯑꯊꯤꯕ ꯊꯝꯊꯤꯕ ꯄꯣꯠꯂꯝꯁꯤꯡ ꯆꯪꯂꯛꯄ ꯊꯤꯡꯗꯨꯅ ꯄꯦꯁꯦꯟꯖꯔꯁꯤꯡ, ꯑꯦꯌꯔꯄꯣꯔꯠꯀꯤ ꯃꯤꯑꯣꯏꯁꯤꯡ, ꯑꯃꯁꯨꯡ ꯑꯦꯌꯔꯀ꯭ꯔꯥꯐꯀꯤ ꯁꯦꯐꯇꯤ ꯑꯃꯁꯨꯡ ꯁꯦꯀꯌꯨꯔꯤꯇꯤ ꯁꯣꯏꯗꯅ ꯐꯪꯍꯟꯅꯕ ꯁꯦꯝꯈꯤꯕꯅꯤ꯫ ꯁꯤꯁ꯭ꯇꯦꯝ ꯑꯁꯤꯗ ꯃꯍꯧꯁꯥꯅ ꯁꯦꯀꯌꯨꯔꯤꯇꯤ ꯆꯦꯛꯁꯤꯡꯒꯤ ꯂꯦꯌꯔ ꯀꯌꯥ ꯑꯃ ꯌꯥꯎꯏ, ꯃꯈꯣꯏꯁꯤꯡ ꯑꯗꯨ ꯄꯦꯁꯦꯟꯖꯔꯁꯤꯡꯅ ꯃꯈꯣꯏꯒꯤ ꯐ꯭ꯂꯥꯏꯠꯁꯤꯡꯗ ꯆꯪꯗ꯭ꯔꯤꯉꯩꯗ ꯆꯠꯀꯗꯕꯅꯤ꯫ ꯑꯍꯥꯟꯕꯗ, ꯄꯦꯁꯦꯟꯖꯔꯁꯤꯡꯅ ꯁꯦꯀ꯭ꯌꯨꯔꯤꯇꯤ ꯆꯦꯛꯄꯣꯏꯟꯠ ꯑꯃꯗꯒꯤ ꯆꯠꯀꯗꯕꯅꯤ, ꯃꯐꯝ ꯑꯗꯨꯗ ꯃꯈꯣꯏꯅ ꯃꯈꯣꯏꯒꯤ ꯇ꯭ꯔꯥꯚꯦꯜ ꯗꯣꯛꯀꯨꯃꯦꯟꯠꯁꯤꯡ ꯑꯃꯁꯨꯡ ꯑꯥꯏꯗꯦꯟꯇꯤꯐꯤꯀꯦꯁꯟꯁꯤꯡ ꯎꯠꯄ ꯃꯊꯧ ꯇꯥꯏ꯫ ꯃꯗꯨꯒꯤ ꯃꯇꯨꯡꯗ, ꯃꯈꯣꯏꯅ ꯐꯤꯖꯤꯀꯦꯜ ꯁ꯭ꯀꯔꯤꯅꯤꯡ ꯄ꯭ꯔꯣꯁꯦꯁ ꯑꯃ ꯆꯠꯂꯤ, ꯃꯁꯤꯗ ꯃꯦꯇꯥꯜ ꯗꯤꯇꯦꯛꯇꯔ ꯑꯃꯒꯤ ꯃꯅꯨꯡꯗꯥ ꯆꯠꯄ ꯑꯃꯁꯨꯡ ꯃꯈꯣꯏꯒꯤ ꯀꯦꯔꯤ-ꯑꯣꯟ ꯕꯦꯒ ꯑꯗꯨ ꯑꯦꯛꯁ-ꯔꯦ ꯃꯦꯁꯤꯟ ꯑꯃꯅ ꯁ꯭ꯀꯦꯟ ꯇꯧꯕ ꯌꯥꯎꯏ꯫ ꯀꯦꯔꯤ-ꯑꯣꯟ ꯕꯦꯒꯁꯤꯡꯗ ꯂꯩꯕ ꯂꯤꯀ꯭ꯌꯨꯏꯗ, ꯑꯦꯔꯣꯁꯣꯜ ꯑꯃꯁꯨꯡ ꯖꯦꯜ ꯑꯃꯍꯦꯛꯇꯕꯨ ꯑꯎꯟꯁꯑꯍꯨꯝ ꯄꯣꯏꯟ ꯃꯔꯤ ꯗꯒꯤ ꯍꯦꯟꯕ ꯀꯟꯇꯦꯅꯔꯁꯤꯡꯗ ꯊꯝꯒꯗꯕꯅꯤ ꯑꯃꯁꯨꯡ ꯃꯌꯦꯛ ꯁꯦꯡꯕ, ꯄ꯭ꯂꯥꯁ꯭ꯇꯤꯛ, ꯖꯤꯞ-ꯇꯣꯞ ꯕꯦꯒ ꯑꯃꯗ ꯊꯝꯒꯗꯕꯅꯤ꯫ ꯀꯔꯤꯒꯨꯝꯕ ꯃꯦꯇꯥꯜ ꯗꯤꯇꯦꯛꯇꯔ ꯑꯗꯨ ꯊꯨꯒꯥꯏꯔꯕꯗꯤ, ꯄꯦꯁꯦꯟꯖꯔꯁꯤꯡꯅ ꯑꯍꯦꯟꯕꯥ ꯁ꯭ꯀꯔꯤꯅꯤꯡ ꯇꯧꯕ ꯃꯊꯧ ꯇꯥꯕ ꯌꯥꯏ, ꯃꯗꯨꯗꯤ ꯄꯦꯠ-ꯗꯥꯎꯟ ꯅꯠꯇꯔꯒ ꯃꯄꯨꯡ ꯐꯥꯕ ꯍꯛꯆꯥꯡ ꯁ꯭ꯀꯦꯟ ꯇꯧꯕ꯫ ꯃꯁꯤꯒꯤ ꯃꯊꯛꯇ, ꯀꯦꯔꯤ ꯑꯣꯟ ꯑꯃꯁꯨꯡ ꯆꯦꯛ ꯇꯧꯕꯥ ꯑꯅꯤꯃꯛꯀꯤ ꯕꯦꯒꯦꯖꯁꯤꯡ ꯑꯁꯤ ꯈꯨꯠꯂꯥꯏꯁꯤꯡ, ꯑꯦꯛꯁꯞꯂꯣꯁꯤꯚꯁꯤꯡ ꯑꯃꯁꯨꯡ ꯑꯇꯣꯞꯄꯥ ꯈꯨꯗꯣꯡꯊꯤꯅꯤꯡꯉꯥꯏ ꯑꯣꯏꯕ ꯃꯆꯥꯛꯁꯤꯡ ꯌꯥꯎꯅ ꯑꯊꯤꯡꯕ ꯊꯝꯂꯤꯕ ꯄꯣꯠꯂꯝꯁꯤꯡ ꯊꯤꯕ ꯌꯥꯏ꯫ ꯐꯤꯖꯤꯀꯦꯜ ꯁ꯭ꯀꯔꯤꯅꯤꯡꯒꯤ ꯃꯊꯛꯇ, ꯑꯦꯌꯔꯄꯣꯔꯠ ꯁꯦꯀ꯭ꯌꯨꯔꯤꯇꯤ ꯄꯔꯁꯣꯅꯦꯜꯁꯤꯡꯅ ꯂꯝꯆꯠ-ꯁꯥꯖꯠ ꯈꯪꯗꯣꯛꯄꯗꯁꯨ ꯌꯥꯎꯏ, ꯄꯦꯁꯦꯟꯖꯔꯁꯤꯡꯒꯤ ꯃꯔꯛꯇ ꯑꯀꯤꯕ ꯄꯣꯛꯍꯟꯕ ꯌꯥꯕꯥ ꯂꯝꯆꯠ-ꯁꯥꯖꯠ ꯁꯨ ꯊꯤꯔꯤ꯫ ꯑꯦꯌꯔꯄꯣꯔꯠꯀꯤ ꯁꯤꯟꯃꯤꯁꯤꯡꯒꯤ ꯕꯦꯀꯒ꯭ꯔꯥꯎꯟꯗ ꯆꯦꯛ ꯇꯧꯕ ꯑꯃꯁꯨꯡ ꯊꯣꯛꯄ ꯌꯥꯕ ꯈꯨꯗꯣꯡꯊꯤꯕꯁꯤꯡ ꯈꯪꯗꯣꯛꯄ ꯑꯃꯁꯨꯡ ꯍꯟꯊꯍꯟꯅꯕ ꯂꯣ ꯑꯦꯟꯐꯣꯔꯁꯃꯦꯟꯠ ꯑꯃꯁꯨꯡ ꯏꯟꯇꯤꯂꯤꯖꯦꯟꯁ ꯑꯦꯖꯦꯟꯁꯤꯁꯤꯡꯒ ꯀꯣꯑꯣꯔꯗꯤꯅꯦꯁꯟ ꯇꯧꯕ ꯑꯁꯤꯅꯆꯤꯡꯕ ꯇꯨꯡꯗ ꯂꯥꯛꯀꯗꯕ ꯁꯦꯀ꯭ꯌꯨꯔꯤꯇꯤꯒꯤ ꯊꯧꯔꯥꯡꯁꯤꯡꯁꯨ ꯂꯧꯈꯠꯂꯤ꯫